ꯆꯥꯎꯔꯥꯛꯅꯥ ꯃꯤꯑꯣꯏ ꯆꯥꯃꯉꯥꯒꯤ ꯀꯝꯄꯅꯤ ꯑꯃꯒꯤꯗꯃꯛ ꯏꯝꯄ꯭ꯂꯤꯃꯦꯟꯇ ꯇꯧꯕꯥ ꯌꯥꯕꯥ ꯏꯝꯄ꯭ꯂꯣꯌꯤ ꯔꯤꯀꯣꯒꯅꯤꯁꯟ ꯄ꯭ꯔꯣꯒ꯭ꯔꯥꯝ ꯑꯃꯥ ꯗꯤꯖꯥꯏꯟ ꯇꯧꯕꯥ꯫ ꯏꯝꯄ꯭ꯂꯣꯌꯤ ꯔꯤꯀꯣꯒꯅꯤꯁꯟ ꯄ꯭ꯔꯣꯒ꯭ꯔꯥꯝ ꯑꯁꯤ ꯀꯝꯄꯅꯤ ꯑꯃꯒꯤ ꯃꯅꯨꯡꯗꯥ ꯃꯣꯔꯦꯜ ꯍꯦꯟꯒꯠꯍꯟꯅꯕꯥ, ꯄ꯭ꯔꯗꯛꯇꯤꯚꯤꯇꯤ ꯍꯦꯟꯒꯠꯍꯟꯅꯕꯥ ꯑꯃꯁꯨꯡ ꯔꯤꯇꯦꯟꯁꯟꯒꯤ ꯆꯥꯡ ꯐꯒꯠꯍꯟꯅꯕꯒꯤ ꯑꯐꯕꯥ ꯃꯑꯣꯡ ꯑꯃꯅꯤ꯫ ꯆꯥꯎꯔꯥꯛꯅꯥ ꯃꯤꯑꯣꯏ ꯆꯥꯃꯉꯥꯒꯤ ꯀꯝꯄꯦꯅꯤ ꯑꯃꯒꯤꯗꯃꯛ ꯏꯝꯄ꯭ꯂꯤꯃꯦꯟꯇ ꯇꯧꯕꯥ ꯌꯥꯕꯥ ꯄ꯭ꯔꯣꯒ꯭ꯔꯥꯝ ꯑꯃꯒꯤ ꯑꯥꯎꯠꯂꯥꯏꯟ ꯑꯃꯥ ꯃꯈꯥꯗꯥ ꯄꯤꯔꯤ꯫ ꯄ꯭ꯔꯣꯒ꯭ꯔꯥꯝꯒꯤ ꯄꯥꯟꯗꯝ: ꯏꯝꯄ꯭ꯂꯣꯌꯤ ꯔꯤꯀꯣꯒꯅꯤꯁꯟ ꯄ꯭ꯔꯣꯒ꯭ꯔꯥꯝꯒꯤ ꯄꯥꯟꯗꯝꯗꯤ ꯏꯝꯄ꯭ꯂꯣꯌꯤꯁꯤꯡꯕꯨ ꯃꯈꯣꯢꯒꯤ ꯀꯟꯅꯥ ꯍꯣꯠꯅꯕꯥ, ꯀꯠꯊꯣꯛꯄꯥ ꯑꯃꯁꯨꯡ ꯀꯝꯄꯅꯤꯗꯥ ꯀꯟꯇ꯭ꯔꯤꯕ꯭ꯌꯨꯁꯟꯁꯤꯡꯒꯤꯗꯃꯛ ꯃꯁꯛ ꯈꯪꯗꯣꯛꯄꯥ ꯑꯃꯁꯨꯡ ꯃꯥꯅꯥ ꯄꯤꯕꯅꯤ꯫ ꯄ꯭ꯔꯣꯒ꯭ꯔꯥꯝ ꯑꯁꯤꯅꯥ ꯊꯥꯒꯠꯄꯥ ꯑꯃꯁꯨꯡ ꯃꯇꯦꯡ ꯄꯥꯡꯕꯒꯤ ꯆꯠꯅꯕꯤ ꯑꯃꯥ ꯌꯣꯛꯈꯠꯅꯕꯥ ꯄꯥꯟꯗꯝ ꯊꯝꯂꯤ, ꯃꯁꯤꯒꯥ ꯂꯣꯢꯅꯅꯥ ꯏꯝꯄ꯭ꯂꯣꯌꯤꯁꯤꯡꯕꯨ ꯃꯈꯣꯢꯒꯤ ꯊꯧꯗꯥꯡꯁꯤꯡꯗꯥ ꯃꯈꯥ ꯇꯥꯅꯥ ꯍꯦꯟꯅꯥ ꯐꯕꯥ ꯑꯣꯏꯍꯟꯅꯕꯥ ꯄꯨꯛꯅꯤꯡ ꯊꯧꯒꯠꯂꯤ꯫ ꯃꯁꯛ ꯈꯪꯗꯣꯛꯅꯕꯒꯤ ꯀ꯭ꯔꯥꯏꯇꯦꯔꯤꯌꯥ: ꯏꯝꯄ꯭ꯂꯣꯌꯤꯁꯤꯡꯕꯨ ꯃꯈꯜ ꯀꯌꯥꯒꯤ ꯑꯦꯆꯤꯞꯃꯦꯟꯇꯁꯤꯡꯒꯤꯗꯃꯛ ꯃꯁꯛ ꯈꯪꯗꯣꯛꯄꯥ ꯌꯥꯏ, ꯃꯗꯨꯒꯤ ꯃꯅꯨꯡꯗꯥ ꯄꯔꯐꯣꯃꯦꯟꯁꯀꯤ ꯄꯥꯟꯗꯝꯁꯤꯡ ꯐꯪꯍꯟꯕꯥ ꯅꯠꯇ꯭ꯔꯒꯥ ꯍꯦꯟꯒꯠꯍꯟꯂꯝꯕꯥ, ꯂꯨꯆꯤꯡꯕꯒꯤ ꯊꯧꯗꯥꯡ ꯅꯠꯇ꯭ꯔꯒꯥ ꯂꯤꯡꯖꯦꯜ ꯃꯅꯕꯥ ꯎꯠꯄꯥ, ꯑꯈꯟꯅꯕꯥ ꯀꯁꯇꯃꯔ ꯁꯔꯕꯤꯁ ꯎꯠꯄꯥ, ꯑꯅꯧꯕꯥ ꯋꯥꯈꯜꯂꯣꯟꯁꯤꯡ ꯁꯖꯦꯁꯇ ꯇꯧꯕꯥ, ꯅꯠꯇ꯭ꯔꯒꯥ ꯃꯥꯢ ꯄꯥꯛꯅꯥ ꯄ꯭ꯔꯣꯖꯦꯛꯇ ꯑꯃꯥ ꯂꯣꯏꯁꯤꯟꯕꯥꯅꯆꯤꯡꯕ ꯌꯥꯎꯔꯤ꯫ ꯅꯣꯃꯤꯅꯦꯁꯟ ꯄ꯭ꯔꯣꯁꯦꯁ: ꯏꯝꯄ꯭ꯂꯣꯌꯤꯁꯤꯡ ꯑꯁꯤ ꯃꯈꯣꯢꯒꯤ ꯃꯔꯨꯞꯁꯤꯡ, ꯃꯦꯅꯦꯖꯔꯁꯤꯡꯅꯥ ꯅꯠꯇ꯭ꯔꯒꯥ ꯃꯁꯥꯅꯥ ꯅꯣꯃꯤꯅꯦꯁꯟꯒꯤ ꯈꯨꯠꯊꯥꯡꯗꯥ ꯃꯁꯛ ꯈꯪꯗꯣꯛꯅꯕꯥ ꯅꯣꯃꯤꯅꯦꯠ ꯇꯧꯕꯥ ꯌꯥꯏ꯫ ꯅꯣꯃꯤꯅꯦꯁꯟꯁꯤꯡ ꯈꯣꯝꯖꯤꯟꯅꯕꯥ ꯏꯆꯝ ꯆꯝꯕꯥ ꯑꯣꯟꯂꯥꯏꯟ ꯐꯣꯔꯝ ꯑꯃꯥ ꯁꯤꯖꯤꯟꯅꯕꯥ ꯌꯥꯏ, ꯑꯃꯁꯨꯡ ꯔꯤꯀꯣꯛꯅꯤꯁꯟ ꯀꯝꯃꯤꯇꯤ ꯑꯃꯅꯥ ꯊꯥ ꯈꯨꯗꯤꯡꯒꯤ ꯅꯠꯇ꯭ꯔꯒꯥ ꯊꯥ ꯇꯔꯨꯛꯀꯤ ꯑꯣꯏꯅꯥ ꯁꯕꯃꯤꯁꯟꯁꯤꯡ ꯔꯤꯚꯤꯌꯨ ꯇꯧꯗꯨꯅꯥ ꯔꯤꯁꯤꯄꯤꯌꯟꯇꯁꯤꯡ ꯈꯟꯅꯕ ꯌꯥꯏ꯫ ꯃꯁꯛ ꯈꯪꯗꯣꯛꯄꯒꯤ ꯃꯈꯜꯁꯤꯡ: ꯏꯝꯄ꯭ꯂꯣꯌꯤꯁꯤꯡꯕꯨ ꯃꯁꯛ ꯈꯪꯗꯣꯛꯅꯕꯒꯤ ꯇꯣꯉꯥꯟ ꯇꯣꯉꯥꯟꯕꯥ ꯃꯑꯣꯡꯁꯤꯡ ꯂꯩ, ꯃꯈꯣꯢꯁꯤꯡ ꯑꯗꯨꯗꯤ: ꯋꯥꯍꯩꯅꯥ ꯃꯁꯛ ꯈꯪꯗꯣꯛꯄꯥ, ꯍꯥꯢꯕꯗꯤ ꯃꯦꯅꯦꯖꯔ ꯅꯠꯇꯔꯒꯥ ꯀꯣꯂꯤꯛ ꯑꯃꯗꯒꯤ ꯂꯅꯥꯏ ꯑꯣꯏꯅꯥ ꯊꯥꯒꯠꯄꯥ ꯐꯣꯡꯗꯣꯛꯄꯥ, ꯅꯠꯇꯔꯒꯥ ꯀꯝꯄꯅꯤ ꯁꯤꯟꯕꯥ ꯊꯨꯡꯅꯥ ꯂꯥꯎꯊꯣꯛꯄꯥ꯫ ꯑ‌ꯣꯏꯕꯥ ꯑꯣꯏꯅꯥ ꯃꯁꯛ ꯈꯪꯗꯣꯛꯄꯥ, ꯍꯥꯢꯕꯗꯤ ꯄꯔꯁꯣꯅꯦꯂꯥꯏꯖ ꯇꯧꯔꯕꯥ ꯊꯥꯒꯠꯄꯥ ꯅꯣꯠ ꯑꯃꯥ, ꯏꯃꯦꯜ ꯅꯠꯇꯔꯒꯥ ꯄꯥꯎ-ꯆꯦꯒꯤ ꯐꯤꯆꯔ ꯑꯃꯥ, ꯅꯠꯇ꯭ꯔꯒꯥ ꯊꯥꯒꯠꯄꯥ ꯐꯣꯡꯗꯣꯛꯄꯒꯤ ꯁꯔꯇꯤꯐꯤꯀꯦꯠ ꯑꯃꯥ꯫ ꯑꯦꯛꯁꯄꯤꯔꯤꯑꯦꯟꯁꯤꯑꯦꯜ ꯔꯤꯋꯥꯔꯗꯁꯤꯡ, ꯃꯗꯨꯗꯤ ꯃꯐꯝ ꯑꯗꯨꯒꯤ ꯊꯧꯔꯝ ꯑꯃꯒꯤ ꯇꯤꯀꯦꯠ, ꯇꯤꯝ ꯑꯥꯎꯠ ꯇꯧꯕꯥ, ꯅꯠꯇ꯭ꯔꯒꯥ ꯄ꯭ꯔꯣꯐꯦꯁ꯭ꯅꯦꯜ ꯗꯤꯕꯦꯂꯞꯃꯦꯟꯇꯀꯤ ꯈꯨꯗꯣꯡꯆꯥꯕꯥ ꯑꯃꯥ꯫ ꯄ꯭ꯔꯣꯒ꯭ꯔꯥꯝ ꯄ꯭ꯔꯃꯣꯁꯟ: ꯏꯃꯦꯜ ꯅꯠꯇ꯭ꯔꯒꯥ ꯀꯝꯄꯅꯤꯒꯤ ꯏꯟꯇꯔꯅꯦꯠꯒꯨꯝꯕꯥ ꯏꯟꯇꯔꯅꯦꯜ ꯀꯝꯃ꯭ꯌꯨꯅꯤꯀꯦꯁꯟ ꯆꯦꯅꯦꯜꯁꯤꯡꯒꯤ ꯈꯨꯠꯊꯥꯡꯗꯥ ꯄ꯭ꯔꯣꯒ꯭ꯔꯥꯝ ꯑꯗꯨꯗꯥ ꯁꯔꯨꯛ ꯌꯥꯅꯕꯥ ꯄꯨꯛꯅꯤꯡ ꯊꯧꯒꯠꯄꯥ꯫ ꯅꯣꯃꯤꯅꯦꯁꯟ ꯄꯤꯁꯤꯜꯂꯤꯕꯥ ꯃꯤꯑꯣꯏꯁꯤꯡꯒꯤꯗꯃꯛ ꯈ꯭ꯋꯥꯏꯗꯒꯤ ꯋꯥꯡꯕꯥ ꯊꯥꯛꯀꯤ ꯁꯔꯨꯛ ꯌꯥꯎꯕꯥ ꯇꯤꯝꯁꯤꯡꯒꯤꯗꯃꯛ ꯃꯅꯥ ꯑꯣꯢꯅ ꯅꯣꯃꯤꯅꯦꯁꯟꯁꯤꯡꯗ ꯏꯟꯁꯦꯟꯇꯤꯚ ꯄꯤꯕꯥ꯫ ꯄ꯭ꯔꯣꯒ꯭ꯔꯥꯝ ꯏꯚꯥꯂꯨꯑꯦꯁꯟ: ꯏꯃꯄ꯭ꯂꯣꯌꯤꯁꯤꯡꯒꯤ ꯑꯦꯟꯒꯦꯖꯃꯦꯟꯇ, ꯔꯤꯇꯦꯟꯁꯟ ꯔꯦꯠ, ꯑꯃꯁꯨꯡ ꯄ꯭ꯔꯗꯛꯇꯤꯕꯤꯇꯤꯒꯨꯝꯕꯥ ꯃꯔꯨꯑꯣꯏꯕꯥ ꯁꯤꯡ ꯇ꯭ꯔꯦꯛ ꯇꯧꯗꯨꯅꯥ ꯏꯝꯄ꯭ꯂꯣꯌꯤ ꯔꯤꯀꯣꯒꯅꯤꯁꯟ ꯄ꯭ꯔꯣꯒ꯭ꯔꯥꯝꯒꯤ ꯃꯥꯢ ꯄꯥꯛꯄꯥ ꯑꯗꯨ ꯏꯚꯥꯂꯨꯑꯦꯠ ꯇꯧꯕꯥ꯫ ꯄ꯭ꯔꯣꯒ꯭ꯔꯥꯝ ꯑꯁꯤꯒꯤ ꯃꯇꯥꯡꯗꯥ ꯐꯤꯗꯕꯦꯛ ꯂꯧꯅꯕꯥ ꯑꯃꯁꯨꯡ ꯃꯊꯧ ꯇꯥꯕꯒꯤ ꯃꯇꯨꯡ ꯏꯟꯅꯥ ꯑꯍꯣꯡꯕꯥ ꯄꯨꯔꯛꯅꯕꯥ ꯏꯝꯄ꯭ꯂꯣꯌꯤꯁꯤꯡꯒꯤ ꯁꯔꯚꯦ ꯇꯧꯢ꯫ ꯏꯝꯄ꯭ꯂꯣꯌꯤ ꯔꯤꯀꯣꯒꯅꯤꯁꯟ ꯄ꯭ꯔꯣꯒ꯭ꯔꯥꯝ ꯑꯁꯤ ꯏꯝꯄ꯭ꯂꯤꯃꯦꯟꯇ ꯇꯧꯗꯨꯅꯥ, ꯀꯝꯄꯅꯤ ꯑꯗꯨꯅꯥ ꯑꯐꯕ ꯑꯣꯏꯕꯥ ꯁꯄꯣꯔꯠ ꯇꯧꯕꯥ ꯊꯕꯛꯀꯤ ꯑꯀꯣꯢꯕ ꯑꯃꯥ ꯁꯦꯝꯒꯠꯄꯥ ꯉꯝꯒꯅꯤ, ꯃꯐꯝꯑꯗꯨꯗꯥ ꯏꯝꯄ꯭ꯂꯣꯌꯤꯁꯤꯡꯅꯥ ꯃꯈꯣꯢꯒꯤ ꯀꯟꯇ꯭ꯔꯤꯕ꯭ꯌꯨꯁꯟꯁꯤꯡ ꯑꯗꯨꯒꯤꯗꯃꯛ ꯃꯃꯜ ꯂꯩꯕꯥ ꯑꯃꯁꯨꯡ ꯊꯥꯒꯠꯄꯥ ꯐꯥꯎꯕꯥ ꯌꯥꯏ꯫ ꯍꯃꯤꯡꯕꯥꯔꯗꯁꯤꯡꯗꯥ ꯑꯈꯟꯅꯕꯥ ꯃꯑꯣꯡ ꯀꯌꯥ ꯑꯃꯥ ꯂꯩ ꯃꯗꯨꯅꯥ ꯃꯈꯣꯢꯕꯨ ꯑꯈꯟꯅꯕꯥ ꯑꯣꯏꯍꯜꯂꯤ꯫ ꯃꯈꯣꯢꯒꯤ ꯈ꯭ꯋꯥꯏꯗꯒꯤ ꯊꯣꯏꯗꯣꯛꯄꯥ ꯃꯁꯛ ꯑꯃꯗꯤ ꯃꯈꯣꯢꯒꯤ ꯈꯣꯡꯖꯦꯜ ꯌꯥꯡꯅꯥ ꯆꯦꯟꯁꯤꯜꯂꯒꯥ ꯃꯤꯗ-ꯑꯦꯌꯔꯗꯥ ꯍꯨꯔꯥꯟꯕꯥ ꯉꯝꯕꯁꯤꯅꯤ꯫ ꯇꯁꯦꯡꯕꯗꯤ, ꯍꯃꯤꯡꯕꯥꯔꯗ ꯃꯈꯜ ꯈꯔꯗꯤ ꯁꯦꯀꯦꯟꯗ ꯑꯃꯗꯥ ꯃꯔꯤꯐꯨ ꯐꯥꯎꯕꯥ ꯃꯈꯣꯢꯅ ꯄꯥꯢꯕ ꯉꯝꯃꯤ꯫